ꯃꯦꯗꯤꯀꯦꯜ ꯗꯥꯏꯒ꯭꯭ꯅꯣꯁꯤꯁꯀꯤꯗꯃꯛꯇ ꯑꯥꯔꯇꯤꯐꯤꯁꯤꯑꯦꯜ ꯏꯟꯇꯤꯂꯤꯖꯦꯟꯁ ꯁꯤꯖꯤꯟꯅꯕꯒꯤ ꯀꯥꯟꯅꯕ ꯀꯔꯤꯅꯣ? ꯃꯦꯗꯤꯀꯦꯜ ꯗꯥꯏꯒ꯭ꯅꯣꯁꯤꯁꯀꯤꯗꯃꯛꯇ ꯑꯥꯔꯇꯤꯐꯤꯁꯤꯑꯦꯜ ꯏꯟꯇꯤꯂꯤꯖꯦꯟꯁ ꯒꯤ ꯃꯔꯨꯑꯣꯏꯕ ꯀꯥꯟꯅꯕ ꯑꯃꯗꯤ ꯑꯆꯨꯝꯕ ꯑꯃꯁꯨꯡ ꯏꯐꯤꯁꯤꯑꯦꯟꯁꯤ ꯍꯦꯟꯒꯠꯍꯟꯕꯒꯤ ꯄꯣꯇꯦꯟꯁꯤꯌꯦꯜ ꯑꯁꯤꯅꯤ꯫ ꯑꯥꯔꯇꯤꯐꯤꯁꯤꯑꯦꯜ ꯏꯟꯇꯤꯂꯤꯖꯦꯟꯁ ꯀꯤ ꯑꯦꯜꯒꯣꯔꯤꯊꯝꯁꯤꯡꯅ ꯃꯦꯗꯤꯀꯦꯜ ꯏꯃꯦꯖ ꯑꯃꯁꯨꯡ ꯄꯦꯁꯦꯟꯇꯀꯤ ꯍꯤꯁꯇ꯭ꯔꯤ ꯌꯥꯎꯅ ꯑꯆꯧꯕ ꯃꯁꯤꯡꯒꯤ ꯗꯦꯇꯥ ꯑꯦꯅꯥꯂꯥꯏꯖ ꯇꯧꯕ ꯉꯝꯃꯤ ꯑꯃꯁꯨꯡ ꯇ꯭ꯔꯦꯗꯤꯁ꯭ꯅꯦꯜ ꯃꯦꯊꯗꯁꯤꯡꯗꯒꯤ ꯍꯦꯟꯅ ꯊꯨꯅ ꯑꯀꯛꯅꯕ, ꯗꯦꯇꯥꯗ ꯌꯨꯝꯐꯝ ꯑꯣꯏꯕ ꯗꯥꯏꯒ꯭ꯅꯣꯁꯤꯁꯁꯤꯡ ꯄꯤꯕ ꯉꯝꯃꯤ꯫ ꯑꯥꯔꯇꯤꯐꯤꯁꯤꯑꯦꯜ ꯏꯟꯇꯤꯂꯤꯖꯦꯟꯁ ꯀꯤ ꯃꯇꯦꯡꯅ ꯗꯣꯛꯇꯔꯁꯤꯡꯅ ꯍꯦꯟꯅ ꯑꯆꯨꯝꯕ ꯗꯥꯏꯒ꯭ꯅꯣꯁꯤꯁꯁꯤꯡ ꯌꯧꯕ ꯉꯝꯂꯤ, ꯃꯁꯤꯅ ꯑꯅꯥꯕꯁꯤꯡꯗ ꯌꯥꯝꯅ ꯊꯨꯅ ꯑꯃꯁꯨꯡ ꯍꯦꯟꯅ ꯏꯐꯦꯛꯇꯤꯕ ꯑꯣꯏꯕ ꯂꯥꯌꯦꯡ ꯆꯠꯊꯕ ꯉꯝꯒꯅꯤ꯫ ꯃꯁꯤꯒꯤ ꯃꯊꯛꯇ, ꯑꯥꯔꯇꯤꯐꯤꯁꯤꯑꯦꯜ ꯏꯟꯇꯤꯂꯤꯖꯦꯟꯁ ꯀꯤ ꯁꯤꯁꯇꯦꯝꯁꯤꯡꯅ ꯃꯇꯝꯒꯤ ꯃꯇꯨꯡ ꯏꯟꯅ ꯂꯦꯞꯇꯅ ꯇꯝꯁꯤꯅꯕ ꯑꯃꯁꯨꯡ ꯐꯒꯠꯂꯛꯄ ꯌꯥꯏ, ꯃꯁꯤꯅ ꯗꯥꯏꯒ꯭ꯅꯣꯁꯇꯤꯛ ꯑꯦꯀ꯭ꯌꯨꯔꯦꯁꯤꯗ ꯃꯈꯥ ꯇꯥꯅ ꯑꯍꯣꯡꯕ ꯄꯨꯔꯛꯄ ꯉꯝꯒꯅꯤ꯫ ꯒ꯭ꯂꯣꯕꯦꯜ ꯋꯥꯔꯃꯤꯡ ꯑꯁꯤ ꯑꯔꯥꯟꯕ ꯑꯃꯅꯤ ꯍꯥꯏꯕ ꯋꯥꯐꯝ ꯑꯁꯤ ꯑꯦꯅꯥꯂꯥꯏꯖ ꯇꯧꯕꯤꯌꯨ꯫ ꯒ꯭ꯂꯣꯕꯦꯜ ꯋꯥꯔꯃꯤꯡ ꯑꯁꯤ ꯑꯔꯥꯟꯕ ꯑꯃꯅꯤ ꯍꯥꯏꯅ ꯂꯧꯔꯤꯕ ꯋꯥꯐꯝ ꯑꯁꯤꯅ ꯀ꯭ꯂꯥꯏꯃꯦꯠ ꯆꯦꯟꯖꯒꯤ ꯃꯇꯥꯡꯗ ꯁꯥꯏꯟꯇꯤꯐꯤꯛ ꯑꯣꯏꯕ ꯌꯥꯅꯕ ꯑꯁꯤ ꯊꯥꯖꯕ ꯌꯥꯗꯕ ꯑꯃꯁꯨꯡ ꯁꯦꯝꯗꯣꯛ-ꯁꯦꯝꯖꯤꯟ ꯇꯧꯔꯕ ꯗꯦꯇꯥꯗ ꯌꯨꯝꯐꯝ ꯑꯣꯏꯕꯅꯤ, ꯑꯃꯁꯨꯡ ꯃꯥꯂꯦꯝꯒꯤ ꯀ꯭ꯂꯥꯏꯃꯦꯠꯇ‌ ꯍꯧꯖꯤꯛ ꯎꯕꯥ ꯐꯪꯂꯤꯕ ꯑꯍꯣꯡꯕꯁꯤꯡ ꯑꯁꯤ ꯃꯍꯧꯁꯥꯒꯤ ꯑꯣꯏꯕ ꯊꯧꯗꯣꯛꯁꯤꯡꯅꯤ ꯍꯥꯏꯅ ꯐꯣꯡꯗꯣꯛꯂꯤ꯫ ꯋꯥꯐꯝ ꯑꯁꯤꯒꯤ ꯄ꯭ꯔꯣꯄꯣꯖꯦꯟꯇꯁꯤꯡꯅ ꯁꯣꯂꯥꯔ ꯔꯦꯗꯤꯑꯦꯁꯟ, ꯚꯣꯜꯀꯦꯅꯤꯛ ꯑꯦꯛꯇꯤꯚꯤꯇꯤ, ꯑꯃꯁꯨꯡ ꯍꯣꯡꯂꯛꯂꯤꯕ ꯁꯃꯨꯗ꯭ꯔꯒꯤ ꯈꯣꯡꯖꯦꯜ ꯑꯁꯤꯅꯆꯤꯡꯕ ꯐꯦꯛꯇꯔꯁꯤꯡꯅ ꯃꯔꯝ ꯑꯣꯏꯗꯨꯅ ꯄꯨꯋꯥꯔꯤꯒꯤ ꯃꯇꯝ ꯄꯨꯝꯅꯃꯛꯇ ꯄ꯭ꯔꯤꯊꯤꯕꯤꯒꯤ ꯀ꯭ꯂꯥꯏꯃꯦꯠ ꯑꯁꯤ ꯍꯣꯡꯂꯛꯂꯤ ꯍꯥꯏꯕ ꯋꯥꯐꯝ ꯑꯁꯤ ꯐꯣꯡꯗꯣꯛꯂꯤ꯫ ꯃꯈꯣꯏꯅ ꯍꯥꯏꯔꯤ ꯃꯗꯨꯗꯤ ꯄ꯭ꯔꯤꯊꯤꯕꯤꯒꯤ ꯇꯦꯝꯄꯦꯔꯦꯆꯔꯗ‌ ꯍꯧꯖꯤꯛ ꯑꯣꯏꯔꯤꯕ ꯑꯍꯣꯡꯕꯁꯤꯡ ꯑꯁꯤ ꯃꯍꯧꯁꯥꯒꯤ ꯆꯌꯣꯜ ꯑꯃꯒꯤ ꯁꯔꯨꯛ ꯈꯛꯇꯅꯤ꯫ ꯑꯗꯨꯝ ꯑꯣꯏꯅꯃꯛ, ꯁꯥꯏꯟꯇꯤꯐꯤꯛ ꯑꯣꯏꯕ ꯄ꯭ꯔꯃꯥꯟꯁꯤꯡꯒꯤ ꯑꯆꯧꯕ ꯁꯔꯨꯛ ꯑꯁꯤꯅ ꯇꯥꯛꯂꯤ ꯃꯗꯨꯗꯤ ꯃꯤꯑꯣꯏꯕꯒꯤ ꯊꯕꯛ ꯊꯧꯔꯝꯁꯤꯡ, ꯃꯔꯨꯑꯣꯏꯅ ꯐꯣꯁꯤꯜ ꯐ꯭ꯌꯨꯑꯦꯜ ꯃꯩ ꯊꯥꯕ ꯑꯁꯤꯅ ꯍꯧꯈꯤꯕ ꯆꯍꯤ ꯂꯤꯁꯤꯡ ꯀꯌꯥꯗꯒꯤ ꯎꯕꯥ ꯐꯪꯈꯤꯕ ꯋꯥꯔꯃꯤꯡ ꯑꯁꯤꯒꯤ ꯃꯔꯨꯑꯣꯏꯕ ꯃꯔꯝ ꯑꯣꯏꯔꯤ꯫ ꯄꯤꯌꯔ-ꯔꯤꯚꯤꯌꯨ ꯇꯧꯔꯕ ꯁꯥꯏꯟꯇꯤꯐꯤꯛ ꯖꯔꯅꯦꯜꯁꯤꯡꯗ ꯐꯣꯡꯕ‌ ꯃꯁꯤꯡ ꯌꯥꯝꯂꯕ ꯁ꯭ꯇꯗꯤꯁꯤꯡꯅ ꯄ꯭ꯔꯤꯊꯤꯕꯤꯒꯤ ꯇꯦꯝꯄꯦꯔꯦꯆꯔ ꯑꯁꯤ ꯃꯃꯥꯡꯗ ꯑꯃꯨꯛꯇ ꯑꯣꯏꯈꯤꯗ꯭ꯔꯤꯕ ꯃꯑꯣꯡꯗ ꯍꯦꯟꯒꯠꯂꯛꯂꯤ ꯍꯥꯏꯕ ꯎꯠꯂꯦ, ꯑꯃꯁꯨꯡ ꯃꯁꯤꯒꯤ ꯋꯥꯔꯃꯤꯡ ꯑꯁꯤ ꯃꯤꯑꯣꯏꯕꯒꯤ ꯊꯕꯛ ꯊꯧꯔꯝꯁꯤꯡꯅ ꯃꯔꯝ ꯑꯣꯏꯗꯨꯅ ꯑꯦꯠꯃꯣꯁ꯭ꯐꯤꯌꯔꯗ ꯒ꯭ꯔꯤꯟꯍꯥꯎꯁ ꯒ꯭ꯌꯥꯁꯀꯤ ꯆꯥꯡ ꯍꯦꯟꯒꯠꯂꯛꯄꯒꯤ ꯏꯐꯦꯛꯇꯁꯤꯡꯒ ꯃꯥꯟꯅꯩ꯫ ꯃꯤꯑꯣꯏꯕꯅ ꯊꯣꯛꯍꯟꯕ ꯒ꯭ꯂꯣꯕꯦꯜ ꯋꯥꯔꯃꯤꯡꯒꯤ ꯃꯇꯥꯡꯗ ꯁꯥꯏꯟꯇꯤꯐꯤꯛ ꯑꯣꯏꯕ‌ ꯌꯥꯅꯕ ꯑꯁꯤ ꯗꯤꯁꯤꯄ꯭ꯂꯤꯟ ꯀꯌꯥꯒꯤ ꯁꯥꯏꯟꯇꯤꯁꯠ ꯂꯤꯁꯤꯡ ꯀꯌꯥꯅ ꯑꯀꯟꯕ ꯔꯤꯁꯔꯆꯇ ꯌꯨꯝꯐꯝ ꯑꯣꯏꯕꯅꯤ, ꯑꯃꯁꯨꯡ ꯃꯥꯂꯦꯝ ꯁꯤꯟꯕ ꯊꯨꯡꯅ ꯃꯥꯡꯖꯤꯜ ꯊꯥꯔꯤꯕ ꯁꯥꯏꯟꯇꯤꯐꯤꯛ ꯑꯣꯔꯒꯥꯅꯥꯏꯖꯦꯁꯟꯁꯤꯡꯅ‌ ꯃꯇꯦꯡ ꯄꯥꯡꯂꯤ꯫ ꯒ꯭ꯂꯣꯕꯦꯜ ꯋꯥꯔꯃꯤꯡ ꯑꯁꯤ ꯂꯥꯟꯅ ꯂꯝꯖꯤꯡꯕꯅꯤ ꯍꯥꯏꯕꯒꯤ ꯋꯥꯐꯝ ꯑꯁꯤ ꯂꯩꯔꯤꯕ ꯄ꯭ꯔꯃꯥꯟꯁꯤꯡ ꯑꯁꯤꯅ ꯁꯄꯣꯔꯠ ꯇꯧꯗꯦ ꯑꯃꯁꯨꯡ ꯑꯌꯥꯝꯕꯅ ꯐꯣꯁꯤꯜ ꯐ꯭ꯌꯨꯑꯦꯜ ꯏꯟꯗꯁꯇ꯭ꯔꯤꯒ‌ ꯃꯔꯤ ꯂꯩꯅꯕ ꯃꯤꯑꯣꯏꯁꯤꯡ ꯅꯠꯇꯔꯒ ꯑꯣꯔꯒꯅꯥꯏꯖꯦꯁꯟꯁꯤꯡꯅ ꯂꯥꯎꯊꯣꯛꯏ, ꯃꯈꯣꯏꯅ ꯒ꯭ꯔꯤꯟꯍꯥꯎꯁ ꯒ꯭ꯌꯥꯁ ꯏꯃꯤꯁꯟꯒꯤ ꯃꯇꯥꯡꯗ ꯆꯠꯅ-ꯀꯥꯡꯂꯣꯟꯁꯤꯡ ꯁꯣꯟꯊꯔꯛꯄꯗꯒꯤ ꯀꯥꯟꯅꯕ ꯐꯪꯂꯕ ꯌꯥꯏ꯫